ꯏꯝꯄ꯭ꯂꯣꯌꯤ ꯗꯦꯇꯥ ꯑꯣꯔꯒꯥꯅꯥꯏꯖ ꯇꯧꯅꯕꯥ ꯑꯃꯁꯨꯡ ꯄꯔꯐꯣꯃꯦꯟꯁ ꯇ꯭ꯔꯦꯛ ꯇꯧꯅꯕꯥ ꯁꯤꯁ꯭ꯇꯦꯝ ꯑꯃꯥ ꯁꯦꯝꯕꯥ꯫ ꯁꯣꯏꯗꯅꯥ ꯑꯥꯔꯇꯤꯐꯤꯁꯤꯌꯦꯜ ꯏꯟꯇꯤꯂꯤꯖꯦꯟꯁ ꯒꯤ ꯑꯦꯁꯤꯁ꯭ꯇꯦꯟꯠ ꯑꯃꯥ ꯑꯣꯏꯅꯥ ꯑꯩꯍꯥꯛꯅꯥ ꯑꯗꯣꯝꯗꯥ ꯏꯝꯄ꯭ꯂꯣꯌꯤꯁꯤꯡꯒꯤ ꯗꯦꯇꯥ ꯊꯝꯂꯤꯕꯥ ꯑꯃꯁꯨꯡ ꯃꯈꯣꯏꯒꯤ ꯄꯔꯐꯣꯃꯦꯟꯁ ꯇ꯭ꯔꯦꯛ ꯇꯧꯕꯥ ꯁꯤꯁ꯭ꯇꯦꯝ ꯑꯃꯥ ꯁꯦꯝꯒꯠꯄꯥ ꯑꯃꯁꯨꯡ ꯑꯣꯔꯒꯅꯥꯏꯖ ꯇꯧꯕꯗꯥ ꯃꯇꯦꯡ ꯄꯥꯡꯕꯥ ꯉꯝꯒꯅꯤ꯫ ꯁꯤꯁ꯭ꯇꯦꯝ ꯑꯁꯤꯅꯥ ꯀꯔꯝꯅꯥ ꯊꯕꯛ ꯇꯧꯕꯥ ꯌꯥꯕꯒꯦ ꯍꯥꯏꯕꯗꯨ ꯃꯈꯥꯗꯥ ꯄꯤꯔꯤ ꯑꯍꯥꯟꯕꯥ ꯈꯣꯡꯊꯥꯡꯗꯤ ꯑꯦꯝꯄ꯭ꯂꯣꯌꯔꯒꯥ ꯃꯔꯤ ꯂꯩꯅꯕꯥ ꯏꯟꯐꯣꯔꯃꯦꯁꯟ ꯄꯨꯝꯅꯃꯛ ꯁ꯭ꯇꯣꯔ ꯇꯧꯕꯥ ꯌꯥꯕꯥ ꯗꯦꯇꯥꯕꯦꯖ ꯑꯃꯥ ꯁꯦꯝꯕꯅꯤ꯫ ꯃꯁꯤꯗꯥ ꯃꯤꯡ ꯀꯟꯇꯦꯛ ꯏꯟꯐꯣꯔꯃꯦꯁꯟ ꯊꯕꯛ ꯄꯤꯕꯒꯤ ꯇꯥꯡ ꯊꯕꯛꯀꯤ ꯇꯥꯏꯇꯜ ꯑꯃꯁꯨꯡ ꯁꯦꯂꯔꯤꯒꯨꯝꯕꯥ ꯗꯦꯇꯥ ꯌꯥꯎꯕꯥ ꯌꯥꯏ꯫ ꯗꯦꯇꯥꯕꯦꯖ ꯑꯁꯤ ꯏꯝꯄ꯭ꯂꯣꯌꯤꯁꯤꯡꯒꯤ ꯏꯟꯐꯣꯔꯃꯦꯁꯟ ꯊꯨꯅꯥ ꯑꯃꯁꯨꯡ ꯌꯥꯝꯅꯥ ꯂꯥꯏꯅꯥ ꯑꯦꯛꯁꯦꯁ ꯇꯧꯕꯥ ꯌꯥꯅꯕꯥ ꯗꯤꯖꯥꯏꯟ ꯇꯧꯕꯥ ꯌꯥꯏ ꯑꯃꯁꯨꯡ ꯃꯁꯤ ꯗꯦꯇꯥ ꯄ꯭ꯔꯥꯏꯚꯦꯁꯤ ꯁꯣꯏꯗꯅꯥ ꯂꯩꯍꯟꯅꯕꯥ ꯇꯣꯉꯥꯟ ꯇꯣꯉꯥꯟꯕꯥ ꯌꯨꯖꯔꯒꯤ ꯑꯌꯥꯕꯥ ꯄꯤꯗꯨꯅꯥ ꯁꯦꯠ ꯇꯧꯕꯥ ꯌꯥꯏ꯫ ꯃꯊꯪꯗꯥ ꯑꯩꯈꯣꯏꯅꯥ ꯄꯔꯐꯣꯃꯦꯟꯁ ꯇ꯭ꯔꯦꯀꯤꯡ ꯑꯃꯁꯨꯡ ꯏꯚꯥꯂꯨꯑꯦꯁꯟꯒꯤ ꯊꯧꯔꯥꯡꯁꯤꯡ ꯁꯦꯝꯒꯠꯄꯥ ꯌꯥꯏ꯫ ꯃꯁꯤꯗꯥ ꯆꯥꯡ ꯅꯥꯏꯅꯥ ꯁꯦꯗ꯭ꯌꯨꯜ ꯇꯧꯔꯕꯥ ꯄꯔꯐꯣꯃꯦꯟꯁ ꯔꯤꯚꯤꯌꯨꯁꯤꯡ ꯄꯥꯟꯗꯝ ꯊꯝꯕꯒꯤ ꯑꯦꯛꯁꯔꯁꯥꯏꯖꯁꯤꯡ ꯑꯃꯁꯨꯡ ꯑꯦꯝꯄ꯭ꯂꯣꯌꯔ ꯑꯃꯅꯥ ꯃꯈꯣꯏꯒꯤ ꯊꯧꯗꯥꯡꯒꯤ ꯃꯅꯨꯡꯗꯥ ꯀꯌꯥ ꯌꯥꯝꯅꯥ ꯐꯖꯅꯥ ꯊꯕꯛ ꯇꯧꯔꯤꯕꯒꯦ ꯍꯥꯏꯕꯗꯨ ꯂꯦꯞꯊꯣꯛꯄꯗꯥ ꯃꯇꯦꯡ ꯄꯥꯡꯕꯥ ꯉꯝꯕꯥ ꯃꯥꯄꯂꯒꯤ ꯑꯣꯏꯕꯥ ꯃꯦꯇ꯭ꯔꯤꯛꯁꯤꯡ ꯌꯥꯎꯕꯥ ꯌꯥꯏ꯫ ꯈꯣꯡꯊꯥꯡꯁꯤꯡ ꯑꯁꯤ ꯇ꯭ꯔꯥꯟꯁꯄꯔꯦꯟꯠ ꯑꯣꯏꯒꯗꯕꯅꯤ ꯑꯃꯁꯨꯡ ꯏꯝꯄ꯭ꯂꯣꯌꯤꯁꯤꯡꯗꯥ ꯃꯌꯦꯛ ꯁꯦꯡꯅꯥ ꯄꯥꯎ ꯐꯥꯎꯅꯒꯗꯕꯅꯤ ꯃꯔꯝ ꯑꯗꯨꯅꯥ ꯃꯈꯣꯏꯅꯥ ꯃꯈꯣꯏꯗꯒꯤ ꯀꯔꯤ ꯉꯥꯏꯔꯤꯕꯒꯦ ꯍꯥꯏꯕꯗꯨ ꯈꯪꯒꯅꯤ꯫ ꯄꯔꯐꯣꯃꯦꯟꯁ ꯗꯦꯇꯥ ꯈꯣꯝꯖꯤꯟꯕꯒꯥ ꯂꯣꯏꯅꯅꯥ ꯇ꯭ꯔꯦꯟꯗꯁꯤꯡ ꯑꯍꯣꯡꯕꯥ ꯄꯨꯔꯛꯀꯗꯕꯥ ꯃꯐꯝꯁꯤꯡ ꯑꯃꯁꯨꯡ ꯑꯦꯝꯄ꯭ꯂꯣꯌꯤꯁꯤꯡꯒꯤ ꯄꯥꯡꯒꯜꯁꯤꯡ ꯈꯪꯗꯣꯛꯅꯕꯥ ꯑꯦꯅꯥꯂꯥꯏꯖ ꯇꯧꯕꯥ ꯌꯥꯏ꯫ ꯃꯗꯨꯒꯤ ꯃꯇꯨꯡꯗꯥ ꯏꯟꯐꯣꯔꯃꯦꯁꯟ ꯑꯁꯤ ꯏꯝꯄ꯭ꯂꯣꯌꯤ ꯗꯤꯚꯦꯂꯄꯃꯦꯟꯠ ꯄ꯭ꯔꯣꯃꯣꯁꯟ ꯑꯃꯁꯨꯡ ꯀꯝꯄꯦꯟꯁꯦꯁꯟꯒꯤ ꯃꯇꯥꯡꯗꯥ ꯋꯥꯔꯦꯞꯁꯤꯡꯗꯥ ꯈꯪꯍꯟꯅꯕꯥ ꯁꯤꯖꯤꯟꯅꯕꯥ ꯌꯥꯏ꯫ ꯁꯤꯁ꯭ꯇꯦꯝ ꯑꯁꯤꯗꯥ ꯏꯝꯄ꯭ꯂꯣꯌꯤꯁꯤꯡ ꯑꯃꯁꯨꯡ ꯃꯈꯣꯏꯒꯤ ꯃꯦꯅꯦꯖꯔꯁꯤꯡꯒꯤ ꯃꯔꯛꯇꯥ ꯂꯦꯞꯇꯅꯥ ꯄꯥꯎ ꯐꯥꯎꯅꯕꯥ ꯑꯃꯁꯨꯡ ꯐꯤꯗꯕꯦꯛ ꯄꯤꯕꯥ ꯌꯥꯕꯥ ꯐꯤꯆꯔ ꯑꯃꯁꯨ ꯂꯩꯒꯗꯕꯅꯤ꯫ ꯃꯁꯤꯅꯥ ꯃꯤꯄꯨꯝ ꯈꯨꯗꯤꯡꯃꯛꯄꯨ ꯄꯦꯖ ꯑꯃꯗꯥ ꯊꯝꯕꯗꯥ ꯃꯇꯦꯡ ꯄꯥꯡꯕꯥ ꯉꯝꯒꯅꯤ ꯑꯃꯁꯨꯡ ꯑꯋꯥꯕꯥ ꯅꯠꯇ꯭ꯔꯒꯥ ꯋꯥꯐꯝ ꯑꯃꯠꯇꯥ ꯃꯇꯝ ꯆꯥꯅꯥ ꯂꯣꯏꯁꯤꯟꯕꯗꯥ ꯃꯇꯦꯡ ꯄꯥꯡꯒꯅꯤ꯫ ꯑꯄꯨꯟꯕꯥ ꯑꯣꯏꯅ ꯏꯝꯄ꯭ꯂꯣꯌꯤ ꯗꯦꯇꯥ ꯑꯣꯔꯒꯥꯅꯥꯏꯖ ꯇꯧꯅꯕꯥ ꯑꯃꯁꯨꯡ ꯄꯔꯐꯣꯃꯦꯟꯁ ꯇ꯭ꯔꯦꯛ ꯇꯧꯅꯕꯥ ꯌꯥꯝꯅꯥ ꯐꯖꯅꯥ ꯗꯤꯖꯥꯏꯟ ꯇꯧꯔꯕꯥ ꯁꯤꯁ꯭ꯇꯦꯝ ꯑꯃꯥ ꯁꯤꯖꯤꯟꯅꯗꯨꯅꯥ ꯅꯍꯥꯛꯅꯥ ꯄ꯭ꯔꯣꯁꯦꯁꯁꯤꯡ ꯁ꯭ꯇꯔꯤꯝꯂꯥꯏꯟ ꯇꯧꯕꯥ ꯌꯥꯏ ꯍꯦꯟꯅꯥ ꯏꯟꯐꯣꯔꯃꯦꯁꯟ ꯂꯩꯕꯥ ꯋꯥꯔꯦꯞꯁꯤꯡ ꯂꯧꯕꯥ ꯌꯥꯏ ꯑꯃꯁꯨꯡ ꯏꯝꯄ꯭ꯂꯣꯌꯤꯁꯤꯡꯅꯥ ꯃꯈꯣꯏꯒꯤ ꯊꯧꯗꯥꯡꯁꯤꯡꯗꯥ ꯚꯦꯜꯌꯨ ꯑꯃꯁꯨꯡ ꯁꯄꯣꯔꯠ ꯇꯧꯕꯥ ꯐꯥꯎꯕꯗꯥ ꯃꯇꯦꯡ ꯄꯥꯡꯏ꯫ ꯔꯣꯕꯣꯠ ꯑꯃꯥ ꯈꯟꯕꯤꯌꯨ꯫ ꯃꯁꯤꯗꯥ ꯂꯩꯔꯤꯕꯥ ꯐꯤꯆꯔ ꯑꯍꯨꯝ ꯂꯤꯁ꯭ꯠ ꯇꯧꯕꯤꯌꯨ꯫ ꯃꯣꯕꯤꯂꯤꯇꯤ ꯔꯣꯕꯣꯠ ꯑꯁꯤ ꯍꯨꯏ ꯅꯠꯇ꯭ꯔꯒꯥ ꯈꯣꯡꯎꯞ ꯌꯥꯎꯏ ꯃꯗꯨꯅꯥ ꯃꯗꯨꯕꯨ ꯅꯤꯡꯊꯤꯅꯥ ꯆꯠꯊꯣꯛ ꯆꯠꯁꯤꯟ ꯇꯧꯕꯥ ꯉꯝꯍꯜꯂꯤ ꯑꯃꯁꯨꯡ ꯃꯁꯥꯒꯤ ꯑꯀꯣꯏꯕꯗꯥ ꯆꯠꯊꯣꯛ ꯆꯠꯁꯤꯟ ꯇꯧꯕꯥ ꯉꯝꯍꯜꯂꯤ꯫ ꯁꯦꯟꯁꯔꯁꯤꯡ ꯔꯣꯕꯣꯠ ꯑꯁꯤꯅꯥ ꯃꯁꯥꯒꯤ ꯑꯀꯣꯏꯕꯗꯥ ꯂꯩꯕꯥ ꯁꯦꯟꯁꯔꯁꯤꯡꯒꯤ ꯑꯦꯔꯦ ꯑꯃꯥ ꯂꯩ ꯃꯗꯨꯒꯤ ꯃꯅꯨꯡꯗꯥ ꯚꯤꯖꯨꯑꯦꯜ ꯑꯣꯗꯤꯇꯣꯔꯤ ꯑꯃꯁꯨꯡ ꯇꯆ ꯁꯦꯟꯁꯔꯁꯤꯡ ꯌꯥꯎꯔꯤ꯫ ꯄ꯭ꯔꯣꯒ꯭ꯔꯥꯝ ꯇꯧꯕꯥ ꯌꯥꯕꯥ ꯔꯣꯕꯣꯠ ꯑꯁꯤ ꯊꯕꯛ ꯀꯌꯥ ꯄꯥꯡꯊꯣꯛꯅꯕꯥ ꯄ꯭ꯔꯣꯒ꯭ꯔꯥꯝ ꯇꯧꯕꯥ ꯌꯥꯏ, ꯃꯁꯤꯅꯥ ꯃꯁꯥ ꯃꯊꯟꯇꯥ ꯅꯠꯇ꯭ꯔꯒꯥ ꯑꯀꯛꯅꯕꯥ ꯏꯅꯁ꯭ꯇꯔꯛꯁꯟꯒꯤ ꯃꯇꯨꯡ ꯏꯟꯅꯥ ꯊꯕꯛ ꯇꯧꯕꯥ ꯉꯝꯍꯜꯂꯤ꯫ ꯑꯦꯅꯔꯖꯤꯒꯤ ꯑꯜꯇꯔꯅꯦꯇꯤꯚ ꯁꯣꯔꯁ ꯃꯉꯥ ꯂꯤꯁ꯭ꯠ ꯇꯧ꯫ ꯁꯣꯂꯥꯔ ꯏꯅꯔꯖꯤ ꯏꯅꯔꯖꯤꯒꯤ ꯑꯇꯣꯞꯄꯥ ꯁꯣꯔꯁ ꯑꯁꯤꯅꯥ ꯅꯨꯃꯤꯠꯀꯤ ꯄꯥꯋꯔ ꯑꯁꯤ ꯁꯣꯂꯥꯔ ꯄꯦꯅꯦꯜꯁꯤꯡ ꯁꯤꯖꯤꯟꯅꯗꯨꯅꯥ ꯃꯩ ꯄꯨꯊꯣꯛꯄꯒꯤ ꯈꯨꯠꯊꯥꯡꯗꯥ ꯁꯤꯖꯤꯟꯅꯔꯤ꯫ ꯅꯨꯡꯁꯤꯠꯀꯤ ꯏꯅꯔꯖꯤ ꯅꯨꯡꯁꯤꯠꯀꯤ ꯇꯔꯕꯥꯏꯟꯁꯤꯡ ꯑꯁꯤ ꯅꯨꯡꯁꯤꯠꯇꯒꯤ ꯂꯥꯛꯄꯥ ꯀꯥꯏꯅꯦꯇꯤꯛ ꯑꯦꯅꯔꯖꯤꯕꯨ ꯏꯂꯦꯛꯇ꯭ꯔꯤꯀꯦꯜ ꯄꯥꯋꯔꯗꯥ ꯑꯣꯟꯊꯣꯛꯅꯕꯥ ꯁꯤꯖꯤꯟꯅꯩ꯫ ꯍꯥꯏꯗ꯭ꯔꯣꯏꯂꯦꯛꯇ꯭ꯔꯤꯛ ꯏꯅꯔꯖꯤ ꯍꯥꯏꯗ꯭ꯔꯣꯏꯂꯦꯛꯇ꯭ꯔꯤꯛ ꯄꯥꯋꯔ ꯑꯁꯤ ꯃꯩ ꯄꯨꯊꯣꯛꯅꯕꯥ ꯏꯁꯤꯡ ꯇꯨꯡꯁꯤꯟꯕꯥ ꯅꯠꯇ꯭ꯔꯒꯥ ꯏꯁꯤꯡ ꯇꯨꯡꯁꯤꯅꯕꯥ ꯁꯤꯖꯤꯟꯅꯗꯨꯅꯥ ꯄꯨꯊꯣꯛꯏ꯫ ꯖꯤꯑꯣꯊꯔꯃꯦꯜ ꯏꯅꯔꯖꯤ ꯏꯅꯔꯖꯤꯒꯤ ꯑꯇꯣꯞꯄꯥ ꯁꯣꯔꯁ ꯑꯁꯤ ꯄ꯭ꯔ꯭ꯤꯊꯤꯕꯤꯒꯤ ꯃꯅꯨꯡꯗꯥ ꯊꯝꯂꯤꯕꯥ ꯊꯔꯃꯦꯜ ꯑꯦꯅꯔꯖꯤꯗꯒꯤ ꯂꯧꯏ ꯑꯃꯁꯨꯡ ꯃꯁꯤ ꯖꯤꯑꯣꯊꯔꯃꯦꯜ ꯄꯥꯋꯔ ꯄ꯭ꯂꯥꯟꯠꯁꯤꯡ ꯁꯤꯖꯤꯟꯅꯗꯨꯅꯥ ꯁꯤꯖꯤꯟꯅꯕꯥ ꯌꯥꯏ꯫ ꯕꯥꯏꯑꯣꯃꯥꯁ ꯑꯦꯅꯔꯖꯤ ꯕꯥꯏꯑꯣꯃꯥꯁ ꯑꯦꯅꯔꯖꯤ ꯑꯁꯤ ꯑꯣꯔꯒꯥꯅꯤꯛ ꯃꯦꯇꯔꯤꯑꯦꯜꯁꯤꯡ ꯎ ꯃꯍꯩ ꯃꯔꯣꯡ ꯑꯃꯁꯨꯡ ꯑꯃꯣꯠꯄꯥ ꯑꯁꯤ ꯃꯩ ꯆꯥꯛꯄꯥ ꯅꯠꯇ꯭ꯔꯒꯥ ꯒ꯭ꯌꯥꯁꯤꯐꯤꯀꯦꯁꯟꯒꯨꯝꯕꯥ ꯊꯧꯑꯣꯡꯁꯤꯡꯒꯤ ꯈꯨꯠꯊꯥꯡꯗꯥ ꯑꯦꯅꯔꯖꯤꯗꯥ ꯑꯣꯟꯊꯣꯛꯄꯒꯤ ꯈꯨꯠꯊꯥꯡꯗꯥ ꯄꯨꯊꯣꯛꯏ꯫